ꯀꯝꯄ꯭ꯌꯨꯇꯔ ꯚꯥꯏꯔꯁ ꯊꯤꯡꯅꯕꯒꯤꯗꯃꯛ ꯅꯍꯥꯛꯅ ꯂꯧꯈꯠꯄ ꯌꯥꯕ ꯈꯣꯡꯊꯥꯡ ꯈꯔꯗꯤ ꯃꯈꯥꯗ ꯄꯤꯔꯤ: ꯑꯦꯟꯇꯤꯚꯥꯏꯔꯁ ꯁꯣꯐꯇꯋꯥꯌꯔ ꯁꯤꯖꯤꯟꯅꯧ: ꯅꯍꯥꯛꯀꯤ ꯀꯝꯄ꯭ꯌꯨꯇꯔꯗ ꯃꯃꯤꯡ ꯂꯩꯔꯕ ꯑꯦꯟꯇꯤꯚꯥꯏꯔꯁ ꯁꯣꯐꯇꯋꯥꯌꯔ ꯑꯃ ꯏꯟꯁ꯭ꯇꯣꯜ ꯇꯧ ꯑꯃꯁꯨꯡ ꯆꯥꯡ ꯅꯥꯏꯅ ꯑꯄꯗꯦꯠ ꯇꯧ꯫ ꯃꯁꯤꯒꯤ ꯁꯣꯐꯇꯋꯥꯌꯔ ꯑꯁꯤꯅꯥ ꯅꯍꯥꯛꯀꯤ ꯀꯝꯄ꯭ꯌꯨꯇꯔ ꯑꯗꯨ ꯈꯪꯂꯕ ꯚꯥꯏꯔꯁꯁꯤꯡꯗꯒꯤ ꯁꯦꯐ ꯑꯣꯏꯅ ꯊꯝꯒꯅꯤ꯫ ꯅꯍꯥꯛꯀꯤ ꯁꯤꯁ꯭ꯇꯦꯝ ꯑꯗꯨ ꯑꯄꯗꯦꯠ ꯇꯧꯗꯨꯅ ꯊꯝꯃꯨ: ꯚꯥꯏꯔꯁꯁꯤꯡꯅ ꯁꯤꯖꯤꯟꯅꯕ ꯌꯥꯕ ꯁꯦꯀꯌꯨꯔꯤꯇꯤꯒꯤ ꯈꯨꯗꯣꯡꯊꯤꯕ ꯑꯃꯍꯦꯛꯇꯕꯨ ꯄꯦꯆ ꯇꯧꯅꯕ ꯅꯍꯥꯛꯀꯤ ꯑꯣꯄꯔꯦꯇꯤꯡ ꯁꯤꯁ꯭ꯇꯦꯝ ꯑꯃꯁꯨꯡ ꯑꯦꯞꯂꯤꯀꯦꯁꯟꯁꯤꯡ ꯑꯗꯨ ꯆꯥꯡ ꯅꯥꯏꯅ ꯑꯄꯗꯦꯠ ꯇꯧ꯫ ꯏꯃꯦꯏꯜ ꯑꯦꯇꯦꯆꯃꯦꯟꯇꯁꯤꯡꯗ ꯆꯦꯛꯁꯤꯟꯒꯗꯕꯅꯤ: ꯅꯍꯥꯛꯅ ꯈꯪꯂꯤꯕ ꯃꯤꯑꯣꯏ ꯑꯃꯗꯒꯤ ꯂꯥꯛꯄ ꯑꯣꯏꯔꯕꯁꯨ ꯆꯤꯡꯅꯕ ꯂꯩꯔꯕ ꯏꯃꯦꯏꯜ ꯑꯦꯇꯦꯆꯃꯦꯟꯇꯁꯤꯡ ꯍꯥꯡꯗꯣꯛꯄ ꯌꯥꯔꯣꯏꯗꯕꯅꯤ꯫ ꯏꯃꯦꯏꯜ ꯑꯦꯇꯦꯆꯃꯦꯟꯇꯁꯤꯡ ꯑꯁꯤ ꯚꯥꯏꯔꯁ ꯇ꯭ꯔꯥꯟꯁꯃꯤꯁꯟꯒꯤ ꯀꯃꯟ ꯑꯣꯏꯕ ꯃꯑꯣꯡ ꯑꯃꯅꯤ꯫ ꯐꯥꯏꯔꯋꯥꯜ ꯑꯃ ꯁꯤꯖꯤꯟꯅꯧ: ꯐꯥꯏꯔꯋꯥꯜ ꯑꯃꯅ ꯅꯍꯥꯛꯀꯤ ꯀꯝꯄ꯭ꯌꯨꯇꯔꯗ ꯑꯌꯥꯕ ꯄꯤꯗꯕ ꯑꯦꯛꯁꯦꯁ ꯊꯤꯡꯕꯗ ꯃꯇꯦꯡ ꯄꯥꯡꯏ꯫ ꯃꯗꯨꯅ ꯚꯥꯏꯔꯁ ꯏꯅꯐꯦꯛꯁꯟꯒꯤ ꯔꯤꯁ꯭ꯛ ꯍꯟꯊꯍꯜꯂꯤ꯫ ꯈꯪꯗꯕ ꯂꯤꯡꯀꯁꯤꯡꯗ ꯀ꯭ꯂꯤꯛ ꯇꯧꯔꯣꯏꯗꯕꯅꯤ: ꯅꯍꯥꯛꯅ ꯈꯪꯗꯕ ꯅꯠꯇ꯭ꯔꯒ ꯊꯥꯖꯗꯕ ꯂꯤꯉ꯭ꯡꯁꯤꯡꯗ ꯀ꯭ꯂꯤꯛ ꯇꯧꯕ ꯅꯠꯇ꯭ꯔꯒ ꯋꯦꯕꯁꯥꯏꯠꯇ ꯆꯠꯄ ꯃꯇꯝꯗ ꯆꯦꯛꯁꯤꯟꯒꯗꯕꯅꯤ꯫ ꯂꯤꯡꯛꯁꯤꯡ ꯑꯁꯤꯅ ꯅꯍꯥꯛꯀꯤ ꯀꯝꯄ꯭ꯌꯨꯇꯔ ꯚꯥꯏꯔꯁ ꯑꯃꯅ ꯏꯅꯐꯦꯛꯇ ꯇꯧꯅꯕ ꯗꯤꯖꯥꯏꯟ ꯇꯧꯔꯕ ꯁꯥꯏꯇꯁꯤꯡꯗ ꯄꯨꯔꯛꯄ ꯌꯥꯏ꯫ ꯄꯥꯏꯔꯦꯇꯦꯗ ꯀꯟꯇꯦꯟꯇ ꯗꯥꯎꯟꯂꯣꯗ ꯇꯧꯔꯣꯏꯗꯕꯅꯤ: ꯊꯥꯖꯕ ꯌꯥꯗꯕ ꯁꯣꯔꯁꯁꯤꯡꯗꯒꯤ ꯄꯥꯏꯔꯦꯇꯦꯗ ꯁꯣꯐꯇꯋꯥꯌꯔ, ꯃ꯭ꯌꯨꯖꯤꯛ ꯅꯠꯇ꯭ꯔꯒ ꯑꯇꯩ ꯀꯟꯇꯦꯟꯇꯁꯤꯡ ꯗꯥꯎꯟꯂꯣꯗ ꯇꯧꯔꯣꯏꯗꯕꯅꯤ꯫ ꯑꯌꯥꯝꯕ ꯃꯇꯝꯗ, ꯐꯥꯏꯂꯁꯤꯡ ꯑꯁꯤꯗ ꯚꯥꯏꯔꯁ ꯅꯠꯇ꯭ꯔꯒ ꯑꯇꯩ ꯃꯥꯡ-ꯇꯥꯛꯅꯤꯡꯉꯥꯏ ꯑꯣꯏꯕ ꯁꯣꯐꯇꯋꯥꯌꯔꯁꯤꯡ ꯌꯥꯎꯏ꯫ ꯑꯀꯟꯕꯥ ꯄꯥꯁꯋꯥꯔꯗꯁꯤꯡ ꯁꯤꯖꯤꯟꯅꯧ: ꯅꯍꯥꯛꯀꯤ ꯑꯦꯀꯥꯎꯟꯇ ꯄꯨꯝꯅꯃꯛꯀꯤ ꯑꯀꯟꯕ ꯑꯈꯟꯅꯕ ꯄꯥꯁꯋꯥꯔꯗꯁꯤꯡ ꯁꯤꯖꯤꯟꯅꯧ, ꯑꯃꯁꯨꯡ ꯃꯈꯣꯢꯕꯨ ꯆꯥꯡ ꯅꯥꯏꯅ ꯍꯣꯡꯗꯣꯛꯎ꯫ ꯃꯁꯤꯅ ꯚꯥꯏꯔꯁꯁꯤꯡꯅ ꯅꯍꯥꯛꯀꯤ ꯀꯝꯄ꯭ꯌꯨꯇꯔꯗ ꯑꯦꯛꯁꯦꯁ ꯇꯧꯕ ꯊꯤꯡꯕꯗ ꯃꯇꯦꯡ ꯄꯥꯡꯏ꯫ ꯅꯍꯥꯛꯀꯤ ꯗꯦꯇꯥ ꯑꯗꯨ ꯕꯦꯀꯑꯞ ꯇꯧ: ꯅꯍꯥꯛꯀꯤ ꯗꯦꯇꯥ ꯑꯗꯨ ꯆꯥꯡ ꯅꯥꯏꯅ ꯕꯦꯀꯑꯞ ꯇꯧ, ꯃꯔꯝ ꯑꯗꯨꯅ ꯅꯍꯥꯛꯀꯤ ꯀꯝꯄ꯭ꯌꯨꯇꯔ ꯑꯗꯨ ꯚꯥꯏꯔꯁ ꯑꯃꯅ ꯏꯅꯐꯦꯛꯇ ꯇꯧꯔꯛꯄ ꯃꯇꯝꯗ ꯅꯍꯥꯛꯅ ꯃꯔꯨꯑꯣꯏꯕ ꯏꯅꯐꯣꯔꯃꯦꯁꯟ ꯃꯥꯡꯍꯟꯗꯅ ꯅꯍꯥꯛꯀꯤ ꯐꯥꯏꯂꯁꯤꯡ ꯑꯗꯨ ꯔꯤꯁ꯭ꯇꯣꯔ ꯇꯧꯕ ꯌꯥꯏ꯫ ꯁ꯭ꯇꯦꯄꯁꯤꯡ ꯑꯁꯤ ꯏꯟꯕꯅ ꯅꯍꯥꯛꯀꯤ ꯀꯝꯄ꯭ꯌꯨꯇꯔꯗ ꯚꯥꯏꯔꯁ ꯑꯃ ꯂꯥꯛꯄꯒꯤ ꯔꯤꯁ꯭ꯛ ꯑꯗꯨ ꯌꯥꯝꯅ ꯍꯟꯊꯍꯟꯕ ꯉꯝꯒꯅꯤ꯫।